ꯁꯥꯏꯟꯇꯤꯐꯤꯛ ꯑꯣꯏꯕꯥ ꯄꯥꯝꯕꯩ ꯑꯅꯤ ꯃꯈꯣꯏꯒꯤ ꯑꯆꯨꯝꯕꯥ ꯃꯑꯣꯡꯗꯥ ꯆꯥꯡꯗꯝꯅꯕꯥ ꯑꯃꯁꯨꯡ ꯀꯅꯥꯅꯥ ꯍꯦꯟꯅꯥ ꯊꯥꯖꯕꯥ ꯌꯥꯕꯥ ꯍꯥꯏꯕꯗꯨ ꯈꯪꯗꯣꯛꯄꯥ꯫ ꯃꯦꯊꯗ ꯑꯃꯥꯁꯨꯕ ꯕꯦꯌꯦꯁꯤꯌꯟ ꯏꯟꯇꯔꯐꯦꯔꯦꯟꯁ ꯃꯦꯊꯗ ꯑꯅꯤꯁꯨꯕ ꯃꯦꯛꯁꯤꯃꯝ ꯂꯤꯀꯦꯂꯤꯍꯨꯗ ꯑꯦꯁ꯭ꯇꯤꯃꯦꯠ꯫ ꯕꯦꯌꯦꯁꯤꯌꯟ ꯏꯟꯇꯔꯐꯦꯔꯦꯟꯁ ꯅꯠꯇ꯭ꯔꯒꯥ ꯃꯦꯛꯁꯤꯃꯝ ꯂꯤꯀꯦꯂꯤꯍꯨꯗ ꯑꯦꯁ꯭ꯇꯤꯃꯦꯠ ꯍꯥꯢꯕꯥ ꯃꯦꯊꯗ ꯑꯅꯤ ꯑꯁꯤꯒꯤ ꯃꯅꯨꯡꯗꯥ ꯀꯅꯥꯅꯥ ꯍꯦꯟꯅꯥ ꯑꯆꯨꯝꯕꯥ ꯑꯃꯁꯨꯡ ꯊꯥꯖꯕꯥ ꯌꯥꯕꯥ ꯑꯣꯏꯕꯒꯦ ꯍꯥꯢꯕꯗꯨ ꯈꯪꯗꯣꯛꯅꯕꯥ ꯃꯈꯣꯢꯅꯥ ꯀꯔꯤ ꯍꯥꯢꯔꯤꯕꯒꯦ ꯑꯃꯁꯨꯡ ꯃꯈꯣꯢ ꯑꯁꯤ ꯑꯃꯒꯥ ꯑꯃꯒꯥ ꯀꯔꯝꯅꯥ ꯈꯦꯠꯅꯕꯒꯦ ꯍꯥꯢꯕꯗꯨ ꯈꯪꯕꯥ ꯑꯁꯤ ꯌꯥꯝꯅꯥ ꯃꯔꯨꯑꯣꯏ꯫ ꯕꯦꯌꯦꯁꯤꯌꯟ ꯏꯟꯇꯔꯐꯦꯔꯦꯟꯁ ꯑꯁꯤ ꯍꯥꯏꯄꯣꯇꯦꯁꯤꯁ ꯑꯃꯒꯤ ꯄ꯭ꯔꯣꯕꯤꯕꯤꯂꯤꯇꯤ ꯎꯞꯗꯦꯠ ꯇꯧꯕꯥ ꯁ꯭ꯇꯦꯇꯤꯁ꯭ꯇꯤꯀꯦꯜ ꯃꯦꯊꯗ ꯑꯃꯅꯤ, ꯃꯔꯝꯗꯤ ꯍꯦꯟꯅꯥ ꯄ꯭ꯔꯃꯥꯟ ꯐꯪꯍꯜꯂꯤ꯫ ꯃꯁꯤꯗꯥ ꯀꯟꯗꯤꯁꯅꯦꯜ ꯄ꯭ꯔꯣꯕꯤꯕꯤꯂꯤꯇꯤꯁꯤꯡ, ꯍꯥꯢꯕꯗꯤ ꯇꯣꯉꯥꯟ ꯇꯣꯉꯥꯟꯕꯥ ꯍꯥꯏꯄꯣꯇꯦꯁꯤꯁꯀꯤ ꯃꯈꯥꯗꯥ ꯄꯤꯔꯤꯕꯥ ꯗꯦꯇꯥ ꯑꯁꯤ ꯌꯦꯡꯁꯤꯟꯗꯨꯅ ꯄ꯭ꯔꯣꯕꯤꯕꯤꯂꯤꯇꯤꯁꯤꯡ ꯑꯁꯤ ꯂꯦꯞꯊꯣꯛꯄꯥ ꯌꯥꯎꯏ ꯑꯃꯁꯨꯡ ꯌꯦꯡꯁꯤꯟꯂꯕ ꯗꯦꯇꯥ ꯑꯗꯨ ꯄꯤꯔꯕꯥ ꯍꯥꯏꯄꯣꯇꯦꯁꯤꯁ ꯈꯨꯗꯤꯡꯃꯛꯀꯤ ꯄ꯭ꯔꯣꯕꯤꯕꯤꯂꯤꯇꯤ ꯑꯗꯨ ꯎꯞꯗꯦꯠ ꯇꯧꯅꯕꯥ ꯕꯦꯌꯦꯁꯀꯤ ꯊꯤꯑꯣꯔꯤꯝ ꯁꯤꯖꯤꯟꯅꯩ꯫ ꯑꯃꯔꯣꯝꯗꯥ, ꯃꯦꯛꯁꯤꯃꯝ ꯂꯤꯀꯦꯂꯤꯍꯨꯗ ꯑꯦꯁ꯭ꯇꯤꯃꯦꯁꯟ (ꯑꯦꯝ. ꯑꯦꯜ. ꯏ.) ꯑꯁꯤ ꯄꯦꯔꯥꯃꯤꯇꯔ ꯚꯦꯜꯌꯨꯁꯤꯡ ꯄꯤꯔꯕꯥ ꯑꯣꯕꯖꯥꯔꯕꯦꯁꯅꯁꯤꯡ ꯇꯧꯕꯒꯤ ꯑꯣꯏꯊꯣꯛꯄꯥ ꯌꯥꯕꯁꯤꯡ ꯑꯗꯨ ꯃꯦꯛꯁꯤꯃꯥꯏꯖ ꯇꯧꯕꯥ ꯄꯦꯔꯥꯃꯤꯇꯔ ꯚꯦꯂ꯭ꯌꯨꯁꯤꯡ ꯊꯤꯗꯨꯅꯥ ꯁ꯭ꯇꯦꯇꯤꯁ꯭ꯇꯤꯀꯦꯜ ꯃꯣꯗꯦꯜ ꯑꯃꯒꯤ ꯄꯦꯔꯥꯃꯤꯇꯔꯁꯤꯡ ꯑꯦꯁ꯭ꯇꯤꯃꯦꯠ ꯇꯧꯕꯒꯤ ꯃꯑꯣꯡ ꯑꯃꯅꯤ꯫ ꯃꯁꯤꯗꯥ ꯂꯤꯀꯦꯂꯤꯍꯨꯗ ꯐꯪꯁꯟ ꯁꯦꯝꯕꯥ, ꯃꯁꯛ ꯈꯪꯗꯕꯥ ꯄꯦꯔꯥꯃꯤꯇꯔꯁꯤꯡꯒꯤ ꯃꯇꯥꯡꯗꯥ ꯈꯦꯠꯅꯕꯥ ꯊꯝꯕꯥ, ꯑꯃꯁꯨꯡ ꯃꯁꯛ ꯈꯪꯗꯕꯥ ꯄꯦꯔꯥꯃꯤꯇꯔꯁꯤꯡꯒꯤ ꯃꯦꯛꯁꯤꯃꯝ ꯂꯤꯀ꯭ꯌꯨꯠꯗ ꯑꯦꯁ꯭ꯇꯤꯃꯦꯠꯁꯤꯡ ꯊꯤꯅꯕꯥ ꯔꯤꯖꯜꯇ ꯑꯦꯀ꯭ꯌꯨꯏꯗꯃꯦꯟꯇꯁꯤꯡ ꯁꯣꯜꯕ ꯇꯧꯕꯥ ꯌꯥꯎꯔꯤ꯫ ꯑꯆꯨꯝꯕꯥ ꯋꯥꯐꯝꯒꯤ ꯃꯇꯥꯡꯗꯥ ꯍꯥꯢꯔꯕꯗꯥ, ꯃꯦꯊꯗ ꯑꯅꯤꯃꯛꯀꯤ ꯃꯈꯣꯢꯒꯤ ꯄꯥꯡꯒꯜ ꯑꯃꯁꯨꯡ ꯂꯤꯃꯤꯇꯦꯁꯟ ꯂꯩ꯫ ꯕꯦꯌꯦꯁꯤꯌꯟ ꯏꯟꯇꯔꯐꯦꯔꯦꯟꯁꯅꯥ ꯃꯃꯥꯡꯒꯤ ꯏꯟꯐꯣꯔꯃꯦꯁꯟ ꯑꯗꯨ ꯂꯧꯁꯤꯜꯂꯤ, ꯑꯃꯁꯨꯡ ꯃꯔꯝ ꯑꯁꯤꯅꯥ ꯃꯃꯥꯡꯒꯤ ꯏꯟꯐꯣꯔꯃꯦꯁꯟ ꯐꯪꯂꯕꯥ ꯃꯇꯝꯗꯥ ꯃꯊꯛꯇꯥ ꯑꯦꯗꯚꯥꯟꯇꯦꯖ ꯑꯃꯥ ꯂꯩꯕꯥ ꯌꯥꯏ꯫ ꯑꯗꯨꯝ ꯑꯣꯏꯅꯃꯛ ꯕꯦꯌꯦꯁꯤꯌꯟ ꯏꯟꯇꯔꯐꯦꯔꯦꯟꯁ ꯑꯁꯤ ꯄꯦꯔꯥꯃꯤꯇꯔ ꯃꯁꯤꯡ ꯌꯥꯝꯅꯥ ꯂꯩꯕꯥ ꯄ꯭ꯔꯣꯕ꯭ꯂꯦꯝꯁꯤꯡꯒꯤꯗꯃꯛꯇꯥ ꯀꯝꯄ꯭ꯌꯨꯇꯦꯁꯅꯦꯜ ꯑꯣꯏꯅꯥ ꯏꯐꯤꯁꯤꯑꯦꯕꯜ ꯑꯣꯏꯕꯥ ꯌꯥꯏ꯫ ꯃꯥꯢꯀꯩ ꯑꯃꯔꯣꯝꯗꯥ, ꯃꯃꯥꯡꯒꯤ ꯏꯟꯐꯣꯔꯃꯦꯁꯟ ꯑꯃꯠꯇꯥ ꯌꯥꯎꯍꯟꯗꯦ ꯑꯃꯁꯨꯡ ꯃꯔꯝ ꯑꯁꯤꯅꯥ ꯃꯃꯥꯡꯒꯤ ꯏꯟꯐꯣꯔꯃꯦꯁꯟ ꯈꯔꯥ ꯅꯠꯇ꯭ꯔꯒꯥ ꯑꯃꯠꯇꯥ ꯂꯩꯇꯕꯥ ꯃꯇꯝꯗꯥ ꯍꯦꯟꯅꯥ ꯑꯆꯨꯝꯕꯥ ꯑꯣꯏꯕꯥ ꯌꯥꯏ꯫ ꯑꯦꯝ. ꯑꯦꯜ. ꯏ. ꯁꯨ ꯃꯍꯧꯁꯥꯅꯥ ꯕꯦꯌꯦꯁꯤꯌꯟ ꯏꯟꯇꯔꯐꯦꯔꯦꯟꯁꯇꯒꯤ ꯀꯝꯄ꯭ꯌꯨꯇꯦꯁ꯭ꯅꯦꯜ ꯑꯣꯏꯅꯥ ꯍꯦꯟꯅꯥ ꯂꯥꯏꯍꯜꯂꯤ ꯫ ꯂꯣꯏꯁꯤꯜꯂꯛꯄꯗꯥ ꯃꯦꯊꯗꯀꯤ ꯈꯟꯅꯁꯤ, ꯕꯦꯌꯦꯁꯤꯌꯟ ꯏꯟꯇꯔꯐꯦꯔꯦꯟꯁ ꯕꯔꯁ ꯃꯦꯛꯁꯤꯃꯝ ꯂꯤꯀꯦꯂꯤꯍꯨꯗ ꯑꯦꯁ꯭ꯇꯤꯃꯦꯠ ꯑꯁꯤ ꯈꯨꯠꯇꯥ ꯂꯩꯔꯤꯕꯥ ꯑꯀꯛꯅꯕꯥ ꯄ꯭ꯔꯣꯕ꯭ꯂꯦꯝ, ꯃꯃꯥꯡꯒꯤ ꯏꯟꯐꯣꯔꯃꯦꯁꯟ ꯂꯩꯕꯥ ꯑꯃꯁꯨꯡ ꯂꯩꯔꯤꯕꯥ ꯀꯝꯄ꯭ꯌꯨꯇꯦꯁ꯭ꯅꯦꯜ ꯔꯤꯁꯣꯔꯁꯁꯤꯡꯒꯤ ꯃꯈꯥ ꯄꯣꯜꯂꯤ꯫ ꯃꯍꯧꯁꯥꯅꯥ, ꯕꯦꯌꯦꯁꯤꯌꯟ ꯏꯟꯇꯔꯐꯦꯔꯦꯟꯁ ꯑꯁꯤ ꯃꯃꯥꯡꯒꯤ ꯏꯟꯐꯣꯔꯃꯦꯁꯟ ꯂꯩꯕꯥ ꯐꯤꯚꯝꯁꯤꯡꯗꯥ ꯍꯦꯟꯅꯥ ꯑꯆꯨꯝꯕꯥ ꯑꯣꯏꯅꯥ ꯂꯧꯕꯥ ꯌꯥꯏ, ꯑꯗꯨꯒꯥ ꯃꯃꯥꯡꯒꯤ ꯏꯟꯐꯣꯔꯃꯦꯁꯟ ꯈꯔꯥ ꯅꯠꯇ꯭ꯔꯒꯥ ꯂꯩꯇꯕꯥ ꯃꯇꯝꯗꯥ ꯍꯦꯟꯅꯥ ꯊꯥꯖꯕꯥ ꯌꯥꯕꯥ ꯑꯣꯏꯕꯥ ꯌꯥꯏ꯫ ꯃꯤꯌꯥꯝꯅꯥ ꯄꯥꯝꯅꯕꯥ ꯒꯦꯝ ꯑꯃꯒꯤ ꯃꯁꯛ ꯃꯉꯥꯒꯤ ꯃꯃꯤꯡ ꯊꯣꯅꯕꯤꯌꯨ꯫ ꯐꯥꯔꯁ꯭ꯠ-ꯄꯔꯁꯟ ꯁꯨꯇꯔ ꯒꯦꯝ: ꯀꯣꯜ ꯑꯣꯐ ꯗ꯭ꯌꯨꯇꯤ ꯑꯁꯤ ꯏꯃꯔꯁꯤꯕ, ꯐꯥꯔꯁ꯭ꯠ-ꯄꯔꯁꯟ ꯁꯨꯇꯔ ꯑꯦꯛꯁꯄꯤꯔꯤꯑꯦꯟꯁꯀꯤꯗꯃꯛ ꯈꯪꯅꯩ, ꯃꯁꯤꯗꯥ ꯔꯤꯑꯦꯂꯤꯁ꯭ꯇꯤꯛ ꯒ꯭ꯔꯥꯐꯤꯛꯁ ꯑꯃꯁꯨꯡ ꯁꯥꯎꯟꯗ ꯏꯐꯦꯛꯇ ꯂꯩ꯫ ꯃꯜꯇꯤꯄ꯭ꯂꯦꯌꯔ: ꯄ꯭ꯂꯦꯌꯔꯁꯤꯡꯅꯥ ꯇꯣꯉꯥꯟ ꯇꯣꯉꯥꯟꯕꯥ ꯃꯜꯇꯤꯄ꯭ꯂꯦꯌꯔ ꯃꯣꯗꯁꯤꯡ, ꯃꯔꯨꯞꯁꯤꯡ ꯑꯃꯁꯨꯡ ꯑꯇꯣꯞꯄꯁꯤꯡꯒꯥ ꯑꯣꯟꯂꯥꯏꯟꯗꯥ ꯁꯥꯟꯅꯕꯥ ꯅꯠꯇ꯭ꯔꯒꯥ ꯃꯈꯣꯢꯒꯤ ꯃꯥꯌꯣꯛꯇꯥ ꯁꯥꯟꯅꯕꯥ ꯌꯥꯏ꯫ ꯀꯦꯝꯄꯦꯟ ꯃꯣꯗ: ꯀꯣꯜ ꯑꯣꯐ ꯗ꯭ꯌꯨꯇꯤ ꯒꯦꯝꯁꯤꯡꯗꯥ ꯑꯌꯥꯝꯕꯅꯥ ꯄ꯭ꯂꯦꯌꯔ ꯑꯃꯈꯛꯇꯒꯤ ꯀꯦꯝꯄꯦꯟ ꯃꯣꯗ ꯑꯃꯥ ꯌꯥꯎꯏ, ꯃꯁꯤꯅꯥ ꯄ꯭ꯂꯦꯌꯔꯁꯤꯡꯅꯥ ꯃꯤꯁꯟ ꯑꯃꯁꯨꯡ ꯄꯥꯟꯗꯝꯁꯤꯡꯅꯥ ꯊꯜꯂꯕꯥ ꯋꯥꯔꯤꯗꯥ ꯌꯨꯝꯐꯝ ꯑꯣꯏꯕꯥ ꯃꯣꯗ ꯑꯃꯥ ꯑꯦꯛꯁꯄ꯭ꯔꯤꯌꯦꯟꯁ ꯇꯧꯕꯥ ꯌꯥꯍꯜꯂꯤ꯫ ꯀꯁꯇꯝꯁ: ꯄ꯭ꯂꯦꯌꯔꯁꯤꯡꯅꯥ ꯃꯈꯣꯢꯒꯤ ꯈꯨꯠꯂꯥꯏꯁꯤꯡ, ꯀꯦꯔꯦꯛꯇꯔꯁꯤꯡ ꯑꯃꯁꯨꯡ ꯂꯣꯗꯑꯥꯎꯇꯁꯤꯡ ꯃꯈꯣꯢꯒꯤ ꯑꯄꯥꯝꯕꯒꯤ ꯃꯇꯨꯡ ꯏꯟꯅꯥ ꯀꯁ꯭ꯇꯃꯁ ꯇꯧꯕꯥ ꯌꯥꯏ, ꯃꯁꯤꯅꯥ ꯑꯈꯟꯅꯕꯥ ꯒꯦꯝꯄ꯭ꯂꯦ ꯑꯦꯛꯁꯄꯤꯔꯤꯑꯦꯟꯁ ꯑꯃꯥ ꯁꯦꯝꯕꯥ ꯌꯥꯍꯜꯂꯤ꯫ ꯄꯥꯛ ꯆꯥꯎꯔꯕꯥ ꯃꯦꯞꯁꯤꯡ: ꯀꯣꯜ ꯑꯣꯐ ꯗ꯭ꯌꯨꯇꯤ ꯒꯦꯝꯁꯤꯡꯗꯥ ꯃꯥꯂꯦꯝꯒꯤ ꯇꯣꯉꯥꯟ ꯇꯣꯉꯥꯟꯕꯥ ꯃꯐꯝꯁꯤꯡꯗꯥ ꯁꯦꯠ ꯇꯧꯕꯥ ꯃꯦꯞꯁꯤꯡꯒꯤ ꯄꯥꯛ ꯆꯥꯎꯔꯕꯥ ꯔꯦꯟꯖ ꯑꯃꯥ ꯌꯥꯎꯏ, ꯃꯁꯤꯅꯥ ꯄ꯭ꯂꯦꯌꯔꯁꯤꯡꯅꯥ ꯊꯤꯖꯤꯟꯕꯥ ꯑꯃꯁꯨꯡ ꯂꯥꯟꯊꯦꯡꯅꯕꯗꯥ ꯌꯥꯎꯅꯕꯥ ꯃꯈꯜ ꯀꯌꯥꯒꯤ ꯑꯀꯣꯢꯕꯁꯤꯡ ꯄꯤꯔꯤ꯫